ꯀꯣꯕ ꯁꯥꯂꯥꯠ ꯑꯃꯗꯥ ꯌꯥꯎꯔꯤꯕꯥ ꯇ꯭ꯔꯦꯗꯤꯁꯅꯦꯜ ꯏꯟꯒ꯭ꯔꯦꯗꯤꯌꯦꯟꯁꯤꯡꯗꯤ: ꯔꯣꯃꯦꯟ ꯂꯦꯇꯨꯁ ꯊꯥꯎ ꯊꯣꯛꯄꯥ ,ꯆꯥꯛꯄꯥ ꯕꯦꯀꯟ, ꯀꯨꯟꯁꯤꯜꯂꯕꯥ ꯍꯥꯔꯠ-ꯕꯣꯏꯜ ꯉꯥ, ꯊꯥꯎ ꯊꯣꯛꯄꯥ ꯑꯦꯚꯣꯀꯦꯗꯣ, ꯊꯥꯎ ꯊꯣꯛꯄꯥ ꯒ꯭ꯔꯤꯜ ꯇꯧꯔꯕꯥ ꯅꯠꯇ꯭ꯔꯒꯥ ꯔꯣꯁꯇꯦꯠ ꯆꯤꯀꯟ, ꯊꯥꯎ ꯊꯣꯛꯄꯥ ꯕ꯭ꯂꯨ ꯆꯦꯖ, ꯀꯨꯞꯁꯤꯜꯂꯕꯥ ꯆꯤꯚꯁ꯫ ꯋꯥꯏꯟ ꯚꯤꯅꯦꯒꯥꯔ ꯑꯃꯁꯨꯡ ꯑꯣꯂꯤꯚ ꯑꯣꯏꯜ ꯅꯠꯇ꯭ꯔꯒꯥ ꯅꯍꯥꯛꯅ ꯄꯥꯝꯂꯤꯕꯥ ꯑꯇꯣꯞꯄꯥ ꯗ꯭ꯔꯦꯁꯤꯡꯁꯤꯡ ꯑꯁꯤ ꯀ꯭ꯂꯥꯁꯤꯀꯦꯜ ꯏꯟꯒ꯭ꯔꯦꯗꯤꯌꯦꯟꯁꯤꯡꯅꯤ, ꯑꯗꯨꯕꯨ ꯚꯦꯔꯤꯑꯦꯁꯟꯁꯤꯡꯗꯤ ꯀꯣꯔꯟ, ꯁ꯭ꯀꯦꯂꯤꯌꯟ, ꯅꯠꯇ꯭ꯔꯒꯥ ꯔꯦꯠ ꯑꯣꯅꯤꯌꯟ ꯑꯁꯤꯅꯆꯤꯡꯕꯥ ꯏꯟꯒ꯭ꯔꯦꯗꯤꯌꯦꯟꯁꯤꯡ ꯑꯁꯤ ꯌꯥꯎꯕ ꯌꯥꯏ꯫ ꯁꯇ꯭ꯔꯣꯕꯦꯔꯤ ꯁ꯭ꯃꯨꯗꯤ ꯑꯃ ꯁꯦꯝꯅꯕꯒꯤꯗꯃꯛ ꯃꯊꯧ ꯇꯥꯕ ꯄꯣꯠꯁꯛꯁꯤꯡꯒꯤ ꯂꯤꯁ ꯑꯃ ꯁꯦꯝꯃꯨ꯫ ꯃꯈꯥꯗ ꯅꯍꯥꯛꯅ ꯁꯇ꯭ꯔꯣꯕꯦꯔꯤ ꯁ꯭ꯃꯨꯗꯤ ꯑꯃ ꯁꯦꯝꯕꯗꯥ ꯃꯊꯧ ꯇꯥꯒꯗꯕꯥ ꯄꯣꯠꯁꯛꯁꯤꯡꯒꯤ ꯂꯤꯁ ꯑꯃ ꯄꯤꯔꯤ: ꯑꯅꯧꯕ ꯅꯠꯇ꯭ꯔꯒꯥ ꯐ꯭ꯔꯣꯖꯟ ꯁꯇ꯭ꯔꯣꯕꯦꯔꯤ ꯀꯞ ꯑꯃ,ꯑꯄꯤꯛꯄꯥ ꯕꯦꯅꯥꯅ ꯑꯃ, ꯑꯄꯤꯛꯄꯥ ꯁꯪꯒꯣꯝ ꯀꯞ ꯇꯪꯈꯥꯏ ꯅꯠꯇ꯭ꯔꯒꯥ ꯅꯟ-ꯗꯦꯔꯤꯒꯤ ꯑꯜꯇꯔꯅꯦꯇꯤꯚ ꯑꯃ ꯍꯥꯏꯕꯗꯤ ꯑꯦꯜꯃꯟ ꯃꯤꯜꯛ,ꯑꯣꯠ ꯃꯤꯜꯛ꯫ ꯅꯠꯇ꯭ꯔꯒꯥ ꯁꯪꯒꯣꯝ ꯄ꯭ꯂꯦꯟ ,ꯒ꯭ꯔꯤꯛ ꯌꯣꯒꯔꯠ ꯀꯞ ꯇꯪꯈꯥꯏ ꯅꯠꯇ꯭ꯔꯒꯥ ꯁꯩ ꯌꯣꯒꯔꯠ ꯅꯠꯇ꯭ꯔꯒꯥ ꯅꯟ-ꯗꯦꯔꯤ ꯑꯜꯇꯔꯅꯦꯇꯤꯚ ꯑꯃ ꯁꯪꯒꯣꯝ ꯅꯠꯇ꯭ꯔꯒꯥ ꯑꯦꯄꯜ ꯁꯤꯔꯞ ꯇꯦꯕꯜ ꯑꯃ (ꯑꯣꯞꯁꯅꯦꯜ) ꯚꯦꯅꯤꯂꯥ ꯑꯦꯛꯁꯇ꯭ꯔꯦꯛ ꯆꯥꯃꯁ ꯇꯪꯈꯥꯏ ꯑꯃ (ꯑꯣꯞꯁꯅꯦꯜ) ꯫ ꯑꯥꯏꯁ ꯀ꯭ꯌꯨꯕꯁꯤꯡ (ꯀꯔꯤꯒꯨꯝꯕꯥ ꯐ꯭ꯔꯣꯖ ꯇꯧꯔꯕꯥꯒꯤ ꯃꯍꯨꯠꯇꯥ ꯑꯅꯧꯕꯥ ꯁꯇ꯭ꯔꯣꯕꯦꯔꯤ ꯁꯤꯖꯤꯟꯅꯔꯕꯗꯤ) ꯅꯍꯥꯛꯅꯥ ꯄꯣꯠꯁꯛ ꯄꯨꯝꯅꯃꯛ ꯂꯣꯏꯔꯕꯥ ꯃꯇꯨꯡꯗꯥ, ꯃꯈꯣꯏ ꯄꯨꯝꯅꯃꯛ ꯑꯗꯨ ꯇꯔꯨ-ꯇꯅꯥꯟꯕ ꯐꯥꯎꯕ ꯕ꯭ꯂꯦꯟꯗ ꯇꯧ, ꯒ꯭ꯂꯥꯁ ꯑꯃꯗꯥ ꯅꯍꯥꯛꯀꯤ ꯃꯆꯤ ꯑꯣꯏꯕ ꯁꯇ꯭ꯔꯣꯕꯦꯔꯤ ꯁ꯭ꯃꯨꯗꯤ ꯑꯗꯨ ꯅꯨꯡꯉꯥꯏꯅꯥ ꯊꯛꯎ꯫ ꯔꯦꯁꯤꯄꯤ ꯑꯃ ꯁꯦꯝꯅꯕꯥ ꯄꯣꯠꯁꯛꯁꯤꯡ ꯑꯗꯨ ꯑꯃꯨꯛ ꯍꯟꯅꯥ ꯁꯦꯝꯖꯤꯜꯂꯨ꯫ ꯉꯥ, ꯁꯪꯒꯣꯝ, ꯐ꯭ꯂꯣꯔ, ꯆꯤꯅꯤ ꯑꯃꯁꯨꯡ ꯕꯠꯇꯔ꯫ ꯃꯈꯥꯗ ꯄꯤꯔꯤꯕꯁꯤ ꯉꯥ, ꯁꯪꯒꯣꯝ, ꯊꯥꯎ, ꯆꯤꯅꯤ, ꯑꯃꯁꯨꯡ ꯕꯠꯇꯔ ꯁꯤꯖꯤꯟꯅꯗꯨꯅꯥ ꯁꯦꯝꯕꯥ ꯏꯆꯝ ꯆꯝꯕꯥ ꯔꯦꯁꯤꯄꯤ ꯑꯃꯅꯤ: ꯅꯍꯥꯛꯀꯤ ꯑꯣꯚꯔꯑꯣꯜ ꯑꯗꯨꯗꯥ ꯄ꯭ꯔꯤꯍꯤꯠ ꯇꯧꯗꯨꯅꯥ ꯍꯧꯒꯗꯕꯅꯤ꯫ ꯃꯊꯪꯗꯥ, ꯅꯍꯥꯛꯀꯤ ꯄꯣꯠꯁꯛꯁꯤꯡ ꯈꯣꯝꯖꯤꯜꯂꯨ: ꯊꯥꯎ ꯀꯞ ꯑꯅꯤ, ꯆꯤꯅꯤ ꯆꯥꯃꯁ ꯑꯅꯤ, ꯁꯪꯒꯣꯝ ꯀꯞ ꯑꯃ, ꯉꯥ ꯑꯅꯤ, ꯑꯃꯁꯨꯡ ꯊꯥꯎ ꯇꯔꯨꯛ꯫ ꯑꯆꯧꯕ ꯄꯥꯇ꯭ꯔꯥ ꯑꯃꯗꯥ ꯊꯥꯎ ꯑꯃꯁꯨꯡ ꯆꯤꯅꯤ ꯑꯗꯨ ꯌꯥꯟꯁꯤꯟꯅꯧ꯫ ꯇꯣꯉꯥꯟꯕꯥ ꯕꯣꯇꯜ ꯑꯃꯗꯥ ꯁꯪꯒꯣꯝ ꯑꯃꯁꯨꯡ ꯉꯥ ꯑꯗꯨ ꯄꯨꯟꯅꯥ ꯌꯥꯟꯁꯤꯟꯅꯧ꯫ ꯃꯌꯥꯏ ꯑꯣꯏꯕ ꯑꯁꯥꯕꯥ ꯏꯁꯤꯡꯗꯥ ꯄꯥꯠꯇ꯭ꯔꯥ ꯑꯃꯗꯥ ꯌꯥꯟꯁꯤꯟꯅꯧ꯫ ꯌꯥꯟꯁꯤꯟꯅꯔꯕꯥ ꯃꯇꯨꯡꯗꯥ, ꯕꯠꯇꯔ ꯑꯗꯨ ꯁꯪꯒꯣꯝ ꯑꯃꯁꯨꯡ ꯉꯥꯒꯤ ꯃꯤꯛꯁꯆꯔ ꯑꯗꯨꯗꯥ ꯊꯥꯎ ꯑꯗꯨ ꯌꯥꯟꯁꯤꯟꯅꯗꯨꯅꯥ ꯌꯥꯟꯁꯤꯟꯅꯧ꯫ ꯇꯔꯨ-ꯇꯅꯥꯟꯕꯥ ꯄꯣꯠꯁꯛꯁꯤꯡ ꯑꯗꯨ ꯑꯀꯪꯕꯥ ꯄꯣꯠꯁꯛꯁꯤꯡ ꯑꯗꯨꯗꯥ ꯊꯥꯎ ꯑꯃꯁꯨꯡ ꯃꯗꯨ ꯍꯧꯖꯤꯛ ꯐꯥꯎꯕ ꯌꯥꯟꯁꯤꯟꯅꯧ꯫ ꯒ꯭ꯔꯤꯁ ꯇꯧꯔꯕꯥ ꯕꯦꯀꯤꯡ ꯗꯤꯁ ꯑꯃꯗꯥ ꯊꯥꯎ ꯑꯃꯁꯨꯡ ꯃꯤꯅꯠ ꯀꯨꯟꯊ꯭ꯔꯥ-ꯀꯨꯟꯊ꯭ꯔꯥꯃꯉꯥ ꯅꯠꯇ꯭ꯔꯒꯥ ꯁꯦꯟꯇꯔ ꯑꯗꯨꯗꯥ ꯌꯥꯎꯔꯤꯕ ꯇꯨꯠꯄꯤꯛ ꯑꯃ ꯁꯦꯡꯅꯥ ꯊꯣꯛꯂꯛꯇ꯭ꯔꯤꯕꯐꯥꯎꯕ ꯕꯦꯛ ꯇꯧ꯫ ꯉꯥ, ꯁꯪꯒꯣꯝ, ꯊꯥꯎ, ꯆꯤꯅꯤ, ꯑꯃꯁꯨꯡ ꯕꯠꯇꯔꯅꯥ ꯁꯦꯝꯕꯥ ꯅꯍꯥꯛꯀꯤ ꯃꯆꯤ ꯑꯣꯏꯕ ꯆꯤꯟꯖꯥꯛ ꯑꯗꯨ ꯅꯨꯡꯉꯥꯏꯕꯤꯌꯨ꯫